ꯅꯍꯥꯛꯀꯤ ꯄꯨꯟꯁꯤꯗ ꯅꯤꯡꯁꯤꯡꯅꯤꯡꯉꯥꯏ ꯑꯣꯏꯕ ꯊꯧꯗꯣꯛ ꯑꯃ ꯐꯣꯡꯗꯣꯛꯄꯤꯌꯨ꯫ ꯑꯔꯇꯤꯐꯤꯁꯦꯜ ꯏꯟꯇꯤꯂꯤꯖꯦꯟꯁ ꯑꯃ ꯑꯣꯏꯅ ꯑꯩꯒꯤ ꯄꯔꯁꯣꯅꯦꯜ ꯑꯦꯛꯁꯄꯤꯔꯤꯌꯦꯟꯁ ꯅꯠꯇ꯭ꯔꯒ ꯃꯦꯃꯣꯔꯤꯁꯤꯡ ꯑꯁꯤ ꯃꯤꯑꯣꯏꯕ ꯑꯃꯅ ꯇꯧꯕꯒꯨꯝꯅ ꯂꯩꯇꯦ꯫ ꯑꯩꯒꯤ ꯇꯧꯕ ꯉꯝꯕꯁꯤꯡ ꯑꯁꯤ ꯄ꯭ꯔꯣꯒ꯭ꯔꯥꯃꯤꯡ ꯑꯃꯁꯨꯡ ꯗꯦꯇꯥ ꯏꯟꯄꯨꯠꯇꯥ ꯌꯨꯝꯐꯝ ꯑꯣꯏꯕꯅꯤ, ꯃꯔꯝ ꯑꯗꯨꯅ ꯑꯩꯒꯤ ꯄꯨꯟꯁꯤꯗ ꯅꯤꯡꯁꯤꯡꯅꯤꯡꯉꯥꯏ ꯑꯣꯏꯕ ꯊꯧꯗꯣꯛ ꯑꯃ ꯐꯣꯡꯗꯣꯛꯄ ꯉꯝꯗꯦ꯫ ꯑꯗꯨꯝ ꯑꯣꯏꯅꯃꯛ, ꯑꯩꯍꯥꯛꯅ ꯑꯗꯣꯝꯒꯤ ꯄꯨꯟꯁꯤꯗ ꯅꯤꯡꯁꯤꯡꯅꯤꯡꯉꯥꯏ ꯑꯣꯏꯔꯕ ꯊꯧꯗꯣꯛ ꯑꯃ ꯈꯟꯕꯗꯥ ꯃꯇꯦꯡ ꯄꯥꯡꯅꯕ ꯄꯥꯎꯇꯥꯛ ꯑꯃꯁꯨꯡ ꯃꯇꯦꯡ ꯄꯤꯕ ꯉꯝꯂꯤ꯫ "ꯑꯔꯤꯕꯥ ꯃꯦꯔꯤꯅꯔꯒꯤ ꯔꯥꯏꯝ" ꯍꯥꯏꯕ ꯁꯩꯔꯦꯡ ꯑꯁꯤꯒꯤ ꯃꯔꯨꯑꯣꯏꯕ ꯃꯁꯛꯁꯤꯡ ꯐꯣꯡꯗꯣꯛꯄꯤꯌꯨ꯫ ꯊꯤꯝꯁꯤꯡ: ꯁꯩꯔꯦꯡ ꯑꯁꯤꯅ ꯄꯥꯞ ꯑꯃꯁꯨꯡ ꯊꯥꯗꯣꯛꯄ, ꯃꯍꯧꯁꯥꯒꯤ ꯁꯛꯇꯤ, ꯑꯃꯁꯨꯡ ꯃꯤꯑꯣꯏꯕꯒꯤ ꯊꯕꯛꯀꯤ ꯃꯍꯩꯁꯤꯡ ꯌꯥꯎꯅ ꯊꯤꯝ ꯀꯌꯥ ꯑꯃ ꯊꯤꯖꯤꯜꯂꯤ꯫ ꯏꯃꯦꯖꯔꯤ: ꯀꯣꯂꯣꯔꯤꯖꯅꯥ ꯑꯔꯤꯕ ꯃꯦꯔꯤꯅꯔꯒꯤ ꯏꯃꯣꯁꯟ ꯑꯃꯁꯨꯡ ꯑꯦꯛꯁꯄꯤꯔꯤꯌꯦꯟꯁꯁꯤꯡ ꯐꯣꯡꯗꯣꯛꯅꯕꯒꯤꯗꯃꯛ ꯃꯌꯦꯛ ꯁꯦꯡꯕ ꯑꯃꯁꯨꯡ ꯁꯛꯇꯤ ꯂꯩꯕ ꯏꯃꯦꯖꯔꯤ ꯁꯤꯖꯤꯟꯅꯗꯨꯅ ꯍꯨꯔꯥꯟꯕ ꯑꯃꯁꯨꯡ ꯁꯨꯞꯅꯒꯤ ꯑꯦꯠꯃꯣꯁꯐꯤꯌꯥꯔ ꯑꯃ ꯁꯦꯝꯃꯤ꯫ ꯁꯤꯝꯕꯣꯂꯤꯖꯝ: ꯁꯩꯔꯦꯡ ꯄꯨꯝꯅꯃꯛꯇꯥ ꯁꯤꯝꯕꯣꯂꯤꯖꯝ ꯀꯌꯥ ꯑꯃ ꯌꯥꯎꯔꯤ, ꯃꯗꯨꯒꯤ ꯃꯅꯨꯡꯗ ꯃꯔꯥꯜ ꯂꯩꯖꯗ꯭ꯔꯕꯥ ꯑꯜꯕꯠꯔꯣꯁ ꯑꯃꯁꯨꯡ ꯃꯦꯔꯤꯅꯔꯒꯤ ꯊꯋꯥꯏꯒꯤ ꯑꯣꯏꯕ ꯈꯣꯡꯆꯠ ꯑꯗꯨ ꯐꯣꯡꯗꯣꯛꯂꯤꯕ ꯁꯃꯨꯗ꯭ꯔ ꯌꯥꯎꯔꯤ꯫ ꯂꯣꯜ: ꯁꯩꯔꯦꯡ ꯑꯁꯤ ꯑꯔꯤꯕ ꯃꯑꯣꯡ ꯑꯃꯗ ꯏꯕꯥ, ꯏꯪꯂꯤꯁꯀꯤ ꯑꯔꯤꯕ ꯃꯑꯣꯡꯁꯤꯡꯗꯒꯤ ꯂꯣꯜ ꯑꯃꯁꯨꯡ ꯋꯥꯍꯩꯁꯤꯡ ꯁꯤꯖꯤꯟꯅꯗꯨꯅ ꯃꯇꯝ ꯅꯥꯏꯗꯕ ꯋꯥꯈꯜꯂꯣꯟ ꯑꯃ ꯄꯣꯛꯍꯜꯂꯤ꯫ ꯔꯥꯏꯝ ꯑꯃꯁꯨꯡ ꯃꯤꯇꯔ: ꯁꯩꯔꯦꯡ ꯑꯁꯤꯅ ꯇꯣꯉꯥꯟ ꯇꯣꯉꯥꯟꯕ ꯔꯥꯏꯝ ꯁ꯭ꯀꯤꯝ ꯑꯃꯁꯨꯡ ꯃꯦꯇ꯭ꯔꯤꯛ ꯄꯦꯇ꯭ꯔꯟꯁꯤꯡ ꯁꯤꯖꯤꯟꯅꯕꯅ ꯃꯔꯝ ꯑꯣꯏꯗꯨꯅ ꯁꯩꯔꯦꯡꯗ ꯃ꯭ꯌꯨꯖꯤꯀꯦꯜ ꯀ꯭ꯋꯥꯂꯤꯇꯤ ꯑꯃ ꯁꯦꯝꯒꯠꯂꯤ꯫ ꯂꯝꯆꯠ-ꯁꯥꯖꯠꯀꯤ ꯂꯥꯏꯁꯣꯟ: ꯁꯩꯔꯦꯡ ꯑꯁꯤ ꯂꯝꯆꯠ-ꯁꯥꯖꯠꯀꯤ ꯂꯥꯏꯁꯣꯟ ꯑꯃꯒ ꯂꯣꯏꯅꯅꯥ ꯂꯣꯏꯁꯤꯜꯂꯤ, ꯃꯁꯤꯅ ꯄꯥꯔꯤꯕꯁꯤꯡꯗ ꯏꯁ꯭ꯕꯔꯒꯤ ꯁꯦꯝꯕꯤꯕꯥ ꯃꯄꯨ ꯄꯨꯝꯅꯃꯛꯄꯨ ꯑꯃꯁꯨꯡ ꯃꯍꯧꯁꯥꯒꯤ ꯃꯥꯂꯦꯝ ꯑꯁꯤꯕꯨ ꯏꯀꯥꯏ ꯈꯨꯝꯅꯕꯒꯤ ꯃꯔꯨꯑꯣꯏꯕ ꯑꯗꯨ ꯅꯤꯡꯁꯤꯡꯍꯜꯂꯤ꯫ ꯗꯤ ꯒ꯭ꯔꯦꯠ ꯒꯦꯠꯁꯕꯤꯗꯥ ꯂꯩꯕ ꯁꯦꯟꯇ꯭ꯔꯦꯜ ꯀꯦꯔꯦꯛꯇꯔ ꯑꯗꯨ ꯈꯪꯗꯣꯛꯄꯥ꯫ ꯗꯤ ꯒ꯭ꯔꯦꯠ ꯒꯦꯠꯁꯕꯤꯒꯤ ꯁꯦꯟꯇ꯭ꯔꯦꯜ ꯀꯦꯔꯦꯛꯇꯔ ꯑꯁꯤ ꯖꯦ ꯒꯦꯠꯁꯕꯤꯅꯤ꯫ ꯖꯦ ꯒꯦꯠꯁ ꯍꯥꯏꯅ ꯈꯪꯅꯕ ꯃꯍꯥꯛ ꯋꯦꯁ꯭ꯠ ꯑꯦꯒꯀꯤ ꯃꯦꯟꯁꯟ ꯑꯃꯗ ꯂꯩꯕ ꯁꯦꯜ ꯌꯥꯝꯅ ꯇꯥꯟꯕ ꯅꯍꯥ ꯑꯃꯅꯤ, ꯃꯍꯥꯛ ꯌꯥꯝꯅ ꯂꯨꯕ ꯄꯥꯔꯇꯤꯁꯤꯡ ꯊꯥꯗꯣꯛꯄꯒꯤ ꯃꯃꯤꯡ ꯆꯠꯂꯤ꯫ ꯅꯣꯚꯦꯜ ꯄꯨꯝꯅꯃꯛꯇꯥ ꯒꯦꯠꯁꯕꯤ ꯑꯁꯤ ꯑꯉꯛꯄꯥ ꯃꯤꯁꯛ ꯑꯃꯅꯤ ꯍꯥꯏꯅ ꯐꯣꯡꯗꯣꯛꯏ, ꯃꯍꯥꯛꯀꯤ ꯍꯧꯈꯤꯕ ꯃꯇꯝ ꯑꯃꯁꯨꯡ ꯃꯍꯥꯛꯀꯤ ꯂꯟ-ꯊꯨꯝꯒꯤ ꯍꯧꯔꯛꯐꯝꯒꯤ ꯃꯇꯥꯡꯗ ꯋꯥꯐꯝ ꯀꯌꯥ ꯐꯣꯡꯗꯣꯛꯈꯤ꯫ ꯋꯥꯔꯤ ꯑꯁꯤ ꯆꯠꯊꯔꯛꯄꯒꯥ ꯂꯣꯏꯅꯅꯥ ꯃꯍꯥꯛꯅ ꯃꯍꯥꯛꯀꯤ ꯂꯟ-ꯊꯨꯝ ꯑꯁꯤ ꯑꯥꯏꯟꯅꯥ ꯌꯥꯗꯕ ꯃꯑꯣꯡꯗ ꯄꯨꯊꯣꯛꯈꯤ ꯑꯃꯁꯨꯡ ꯂꯥꯟꯒꯤ ꯃꯃꯥꯡꯗ ꯊꯦꯡꯅꯈꯤꯕ ꯗꯦꯖꯤ ꯕꯨꯆꯥꯟꯅꯕꯨ ꯃꯍꯥꯛꯀꯤ ꯅꯨꯡꯁꯤꯕꯅ ꯊꯧꯅꯥ ꯍꯥꯞꯄꯤꯈꯤ ꯑꯃꯁꯨꯡ ꯃꯇꯝ ꯑꯗꯨꯗꯒꯤ ꯍꯧꯅꯥ ꯑꯃꯨꯛ ꯍꯟꯅꯥ ꯃꯥꯏ ꯄꯥꯛꯅꯕ ꯍꯣꯠꯅꯔꯛꯈꯤ꯫ ꯒꯦꯠꯁꯕꯤꯅꯥ ꯑꯃꯦꯔꯤꯀꯥꯒꯤ ꯁꯨꯞꯅꯒꯤ ꯂꯝꯖꯤꯡ ꯂꯝꯇꯥꯛꯄꯤꯕ ꯑꯃꯁꯨꯡ ꯃꯍꯥꯛꯀꯤ ꯁꯣꯛꯍꯜꯂꯕꯥ ꯑꯔꯣꯏꯕ ꯑꯗꯨꯅ ꯃꯍꯥꯛꯄꯨ ꯅꯣꯚꯦꯜ ꯑꯁꯤꯒꯤ ꯁꯦꯟꯇ꯭ꯔꯦꯜ ꯀꯦꯔꯦꯛꯇꯔ ꯑꯣꯏꯍꯜꯂꯤ꯫